ꯃꯈꯥꯗ ꯄꯤꯔꯤꯕ ꯋꯥꯍꯩ ꯑꯁꯤ ꯃꯈꯥꯗ ꯄꯤꯔꯤꯕ ꯀꯦꯇꯦꯒꯣꯔꯤꯁꯤꯡ ꯑꯁꯤꯒꯤ ꯃꯅꯨꯡꯗ ꯑꯃꯗ (ꯄꯣꯂꯤꯇꯤꯀꯦꯜ, ꯕꯤꯖꯤꯅꯦꯁ, ꯑꯦꯖꯨꯀꯦꯁꯟ) ꯀ꯭ꯂꯥꯁꯤꯐꯥꯏ ꯇꯧ꯫ ꯇꯦꯛꯁ ꯌꯨꯅꯤꯚꯔꯁꯤꯇꯤꯅꯥ ꯑꯣꯅꯂꯥꯏꯟ ꯀ꯭ꯂꯥꯁꯁꯤꯡ ꯆꯠꯊꯕꯒꯤ ꯍꯦꯟꯅ ꯏꯐꯦꯛꯇꯤꯕ ꯑꯣꯏꯕ ꯄꯥꯝꯕꯩꯁꯤꯡꯒꯤ ꯃꯇꯥꯡꯗ ꯊꯤꯖꯤꯜꯂꯤ꯫ ꯋꯥꯍꯩ ꯑꯁꯤꯒꯤ ꯀꯦꯇꯦꯒꯣꯔꯤ ꯑꯁꯤ ꯑꯦꯖꯨꯀꯦꯁꯟꯅꯤ꯫ ꯄꯤꯔꯤꯕ ꯋꯥꯍꯩ ꯑꯗꯨ ꯄꯦꯁꯤꯐꯤꯛ ꯚꯣꯏꯁꯇ ꯕꯔꯕ ꯑꯃ ꯌꯥꯎꯕꯥ ꯃꯑꯣꯡꯗꯥ ꯑꯃꯨꯛ ꯍꯟꯅꯥ ꯏꯕꯤꯌꯨ꯫ ꯂꯥꯅꯥ ꯉꯥ ꯌꯣꯛꯄꯤꯈꯤ꯫ ꯉꯥ ꯑꯁꯤ ꯂꯥꯅꯥꯅ ꯄꯤꯖꯈꯤ꯫ ꯃꯈꯥꯗ ꯄꯤꯔꯤꯕ ꯑꯥꯔꯇꯤꯀꯜ ꯑꯁꯤꯒꯤ ꯃꯅꯨꯡꯗꯥ ꯂꯩꯔꯤꯕꯥ ꯋꯥꯐꯝꯁꯤꯡꯒꯤ ꯃꯇꯥꯡꯗ ꯁꯝꯖꯤꯟꯅꯔꯤꯕ ꯑꯅꯧꯕ ꯍꯦꯗꯂꯥꯏꯟ ꯑꯃ ꯁꯦꯝꯃꯨ꯫ ꯑꯥꯔꯇꯤꯀꯜ ꯑꯁꯤꯅ ꯀꯦꯁ ꯐ꯭ꯂꯣ ꯁ꯭ꯇꯦꯠꯃꯦꯟꯇ ꯑꯃꯅ ꯀꯝꯄꯅꯤ ꯑꯃꯒꯤ ꯁꯦꯜ-ꯊꯨꯝꯒꯤ ꯃꯇꯥꯡꯗ ꯃꯇꯧ ꯀꯔꯝꯅ ꯃꯃꯜ ꯌꯥꯝꯂꯕ ꯋꯥꯈꯜꯂꯣꯟꯁꯤꯡ ꯄꯤꯕꯒꯦ ꯍꯥꯏꯕꯗꯨ ꯈꯪꯍꯜꯂꯛꯀꯅꯤ꯫ ꯀꯝꯄꯦꯅꯤ ꯑꯃꯒꯤ ꯐꯥꯏꯅꯥꯟꯁꯤꯑꯦꯜ ꯍꯦꯜꯊ ꯑꯦꯅꯥꯂꯥꯏꯖ ꯇꯧꯅꯕꯒꯤꯗꯃꯛ ꯀꯦꯁ ꯐ꯭ꯂꯣ ꯁ꯭ꯇꯦꯠꯃꯦꯟꯠꯁꯤꯡꯒꯤ ꯃꯔꯨꯑꯣꯏꯕ ꯑꯗꯨ ꯈꯪꯗꯣꯛꯄꯥ꯫ ꯃꯈꯥꯗ ꯄꯤꯔꯤꯕ ꯇꯦꯛꯁ ꯑꯁꯤ ꯋꯥꯈꯜꯂꯣꯟ ꯅꯠꯇꯔ꯭ꯒ ꯋꯥꯐꯝ ꯑꯃ ꯑꯣꯏꯅ ꯂꯦꯕꯦꯜ ꯇꯧꯗꯨꯅ ꯀꯦꯇꯦꯒꯣꯔꯤ ꯁꯦꯝꯃꯨ꯫ ꯃꯩꯈꯨ ꯁꯤꯖꯤꯟꯅꯕꯅ ꯅꯍꯥꯛꯀꯤ ꯍꯛꯁꯦꯜꯗꯥ ꯈꯨꯗꯣꯡꯊꯤꯅꯤꯉꯥꯏ ꯑꯣꯏ꯫ ꯑꯆꯨꯝꯕ ꯋꯥꯐꯝ ꯒ꯭ꯂꯣꯕꯦꯜ ꯋꯥꯔꯃꯤꯡꯒꯤ ꯈꯨꯗꯣꯡꯊꯤꯕꯁꯤꯡꯒꯤ ꯃꯇꯥꯡꯗ ꯋꯥꯔꯤ ꯑꯃꯒꯤꯗꯃꯛ ꯀ꯭ꯔꯤꯌꯦꯇꯤꯕ ꯑꯣꯏꯕ ꯇꯥꯏꯇꯜ ꯑꯃ ꯄꯨꯊꯣꯛꯄꯤꯌꯨ꯫ ꯃꯦꯜꯇꯤꯡ ꯏꯟꯇꯣ ꯑꯣꯕꯂꯤꯚꯤꯌꯟ ꯒ꯭ꯂꯣꯕꯦꯜ ꯋꯥꯔꯃꯤꯡ ꯏꯒꯅꯣꯔ ꯇꯧꯕꯒꯤ ꯈꯨꯗꯣꯡꯊꯤꯅꯤꯡꯉꯥꯏ ꯑꯣꯏꯕ ꯐꯂꯁꯤꯡ꯫ ꯁꯔꯆ ꯏꯟꯖꯤꯟ ꯑꯣꯞꯇꯤꯃꯥꯏꯖꯦꯁꯟ ꯅ ꯗꯤꯖꯤꯇꯦꯜ ꯃꯥꯔꯀꯦꯇꯤꯡꯗ ꯀꯔꯝꯅ ꯃꯇꯦꯡ ꯄꯥꯡꯕꯒꯦ? ꯁꯔꯆ ꯏꯟꯖꯤꯟ ꯑꯣꯞꯇꯤꯃꯥꯏꯖꯦꯁꯟ ꯑꯁꯤ ꯗꯤꯖꯤꯇꯦꯜ ꯃꯥꯔꯀꯦꯇꯤꯡꯒꯤ ꯃꯔꯨꯑꯣꯏꯕ ꯀꯝꯄꯣꯅꯦꯟꯇ ꯑꯃꯅꯤ ꯃꯔꯝꯗꯤ ꯃꯁꯤꯅ ꯁꯔꯆ ꯏꯟꯖꯤꯅꯒꯤ ꯔꯤꯖꯜꯇ ꯄꯦꯖꯁꯤꯡꯗ ꯋꯦꯕꯁꯥꯏꯠ ꯑꯃꯒꯤ ꯚꯤꯖꯤꯕꯤꯂꯤꯇꯤ ꯑꯃꯁꯨꯡ ꯔꯦꯡꯀꯤꯡ ꯐꯒꯠꯍꯟꯕꯗ ꯃꯇꯦꯡ ꯄꯥꯡꯏ꯫ ꯁꯔꯆ ꯏꯟꯖꯤꯅꯁꯤꯡꯒꯤꯗꯃꯛꯇ ꯋꯦꯕꯁꯥꯏꯠ ꯑꯃ ꯑꯣꯞꯇꯤꯃꯥꯏꯖ ꯇꯧꯗꯨꯅ, ꯕꯤꯖꯤꯅꯦꯁꯁꯤꯡꯅꯥ ꯃꯈꯣꯏꯒꯤ ꯁꯥꯏꯠꯇ ꯑꯣꯔꯒꯥꯅꯤꯛ ꯇ꯭ꯔꯥꯐꯤꯛ ꯍꯦꯟꯅ ꯄꯨꯛꯅꯤꯡ ꯆꯤꯡꯁꯤꯟꯕ ꯉꯝꯒꯅꯤ, ꯃꯁꯤꯅ ꯕ꯭ꯔꯥꯟꯗ ꯑꯦꯋꯦꯌꯔꯅꯦꯁ, ꯀꯁ꯭ꯇꯃꯔ ꯑꯦꯉ꯭ꯒꯦꯖꯃꯦꯟꯇ ꯍꯦꯅꯒꯠꯍꯅꯕꯥ, ꯑꯃꯁꯨꯡ ꯑꯔꯣꯏꯕꯗꯥ, ꯍꯦꯟꯅꯥ ꯌꯣꯅꯕꯥ ꯑꯃꯁꯨꯡ ꯁꯦꯟꯊꯣꯛ ꯍꯦꯅꯒꯠꯍꯅꯕꯥ ꯉꯝꯒꯅꯤ꯫ ꯗꯤꯖꯤꯇꯦꯜ ꯃꯥꯔꯀꯦꯇꯤꯡꯗꯥ ꯃꯇꯦꯡ ꯄꯥꯡꯕꯒꯤ ꯃꯑꯣꯡ ꯈꯔꯗꯤ ꯃꯈꯥꯗꯥ ꯄꯤꯔꯤ ꯋꯦꯕꯁꯥꯏꯇꯀꯤ ꯚꯤꯖꯤꯕꯤꯂꯤꯇꯤ ꯑꯃꯁꯨꯡ ꯔꯦꯡꯀꯤꯡ ꯐꯒꯠꯍꯟꯕ ꯋꯦꯕꯁꯥꯏꯠ ꯑꯃꯒꯤ ꯀꯟꯇꯦꯟꯇ, ꯁ꯭ꯠꯔꯀꯆꯔ ꯑꯃꯁꯨꯡ ꯀꯤ-ꯋꯥꯔꯗꯁꯤꯡ ꯑꯣꯞꯇꯤꯃꯥꯏꯖ ꯇꯧꯗꯨꯅꯥ ꯁꯔꯆ ꯏꯟꯖꯤꯅꯒꯤ ꯔꯤꯖꯜꯇ ꯄꯦꯖꯁꯤꯡꯗꯥ ꯃꯁꯤꯒꯤ ꯚꯤꯖꯤꯕꯤꯂꯤꯇꯤ ꯑꯃꯁꯨꯡ ꯔꯦꯡꯀꯤꯡ ꯐꯒꯠꯍꯟꯕꯅꯤ꯫ ꯌꯥꯝꯅ ꯐꯖꯅ ꯑꯣꯞꯇꯤꯃꯥꯏꯖ ꯇꯧꯔꯕ ꯋꯦꯕꯁꯥꯏꯠ ꯑꯃꯅ ꯃꯔꯤ ꯂꯩꯅꯕꯥ ꯀꯤ-ꯋꯥꯔꯗꯁꯤꯡꯒꯤ ꯁꯥꯔꯆ ꯔꯤꯖꯜꯇꯁꯤꯡꯒꯤ ꯃꯊꯛꯇ ꯍꯦꯟꯅ ꯎꯕꯥ ꯐꯪꯏ꯫ ꯃꯁꯤꯅ ꯄꯣꯇꯦꯟꯁꯤꯌꯦꯜ ꯀꯁ꯭ꯇꯃꯔꯁꯤꯡꯗ ꯍꯦꯟꯅ ꯎꯕ ꯐꯪꯍꯜꯂꯤ꯫ ꯑꯣꯔꯒꯥꯅꯤꯛ ꯇ꯭ꯔꯥꯐꯤꯛ ꯊꯧꯒꯠꯄ ꯋꯦꯕꯁꯥꯏꯠ ꯑꯃꯗ ꯑꯣꯔꯒꯥꯅꯤꯛ, ꯅꯠꯇꯔꯒ ꯅꯟ-ꯄꯦꯏꯗ ꯇ꯭ꯔꯥꯐꯤꯛ ꯄꯨꯛꯅꯤꯡ ꯆꯤꯡꯁꯤꯟꯕꯗ ꯃꯤꯠꯌꯦꯡ ꯊꯝꯂꯤ꯫ ꯃꯁꯤꯅ ꯇꯥꯛꯄꯗꯤ ꯁꯔꯆ ꯏꯟꯖꯤꯟꯒꯤ ꯈꯨꯠꯊꯥꯡꯗ ꯅꯍꯥꯛꯀꯤ ꯁꯥꯏꯠꯇ ꯂꯥꯛꯄ ꯚꯤꯖꯤꯇꯔꯁꯤꯡꯅ ꯅꯍꯥꯛꯀꯤ ꯄ꯭ꯔꯗꯛꯇ ꯅꯠꯇꯔꯒ ꯁꯔꯚꯤꯁꯁꯤꯡꯗ ꯍꯦꯟꯅ ꯄꯨꯛꯅꯤꯡ ꯆꯪꯒꯅꯤ ꯃꯔꯝꯗꯤ ꯃꯈꯣꯏꯅ ꯃꯔꯤ ꯂꯩꯅꯕ ꯀꯤ-ꯋꯥꯔꯗꯁꯤꯡ ꯑꯦꯛꯇꯤꯕ ꯑꯣꯏꯅ ꯁꯥꯔꯆ ꯇꯧꯈ꯭ꯔꯦ꯫ ꯊꯥꯖꯕ ꯑꯃꯁꯨꯡ ꯊꯥꯖꯕ ꯍꯦꯟꯒꯠꯍꯟꯕ ꯋꯦꯕꯁꯥꯏꯠ ꯑꯃꯅ ꯁꯔꯆ ꯏꯟꯖꯤꯟꯒꯤ ꯔꯤꯖꯜꯇꯁꯤꯡꯒꯤ ꯃꯊꯛꯇꯥ ꯊꯣꯛꯄ ꯃꯇꯝꯗ ꯃꯁꯤ ꯑꯌꯥꯝꯕꯅ ꯀꯁ꯭ꯇꯃꯔꯁꯤꯡꯅ ꯍꯦꯟꯅ ꯊꯥꯖꯕ ꯌꯥꯕ ꯑꯃꯁꯨꯡ ꯊꯥꯖꯕ ꯌꯥꯕ ꯑꯣꯏꯅ ꯂꯧꯏ꯫ ꯃꯁꯤꯅ ꯕ꯭ꯔꯥꯟꯗ ꯑꯃꯒꯤ ꯃꯤꯡꯆꯠ ꯑꯃꯁꯨꯡ ꯃꯁꯤꯒꯤ ꯏꯟꯗꯁ꯭ꯠꯔꯤꯗ ꯑꯣꯊꯣꯔꯤꯇꯤ ꯐꯒꯠꯍꯟꯕꯗ ꯃꯇꯦꯡ ꯄꯥꯡꯕ ꯉꯝꯒꯅꯤ꯫